ꯁ꯭ꯇꯔꯦꯁ ꯃꯦꯅꯦꯖ ꯇꯧꯅꯕꯒꯤ ꯇꯦꯛꯅꯤꯛꯁꯤꯡꯒꯤ ꯂꯤꯁ꯭ꯠ ꯑꯃ ꯁꯦꯝꯃꯨ꯫ ꯃꯥꯏꯟꯗꯐ꯭ꯔꯦꯟꯗ ꯃꯦꯗꯤꯇꯦꯁꯟ: ꯃꯤꯀꯨꯞ ꯑꯗꯨꯗ ꯂꯩꯕ ꯑꯃꯁꯨꯡ ꯅꯍꯥꯛꯀꯤ ꯁ꯭ꯋꯔ ꯍꯣꯟꯕꯗ ꯃꯤꯠꯌꯦꯡ ꯊꯝꯕ ꯄ꯭ꯔꯦꯛꯇꯤꯁ ꯇꯧ꯫ ꯑꯦꯛꯁꯔꯁꯥꯏꯖ ꯇꯧꯕꯥ: ꯆꯥꯡ ꯅꯥꯏꯅ ꯐꯤꯖꯤꯀꯦꯜ ꯑꯦꯛꯇꯤꯚꯤꯇꯤ ꯇꯧꯕꯅ ꯇꯦꯟꯁꯟ ꯔꯤꯂꯤꯖ ꯇꯧꯕ, ꯋꯥꯈꯜ ꯋꯥꯕ ꯍꯦꯡꯒꯠꯍꯟꯗꯕ ꯑꯃꯁꯨꯡ ꯇꯨꯝꯕ ꯐꯒꯠꯍꯟꯕ ꯉꯝꯃꯤ ꯍꯥꯏꯅ ꯈꯪꯅꯩ꯫ ꯖ꯭ꯔꯅꯦꯂꯤꯡ: ꯅꯍꯥꯛꯀꯤ ꯋꯥꯈꯜ ꯑꯃꯁꯨꯡ ꯐꯤꯚꯝꯁꯤꯡ ꯏꯕ ꯍꯥꯏꯕꯁꯤꯅ ꯅꯍꯥꯛꯄꯨ ꯁ꯭ꯇꯔꯦꯁ ꯄ꯭ꯔꯣꯁꯦꯁ ꯇꯧꯕꯗ ꯑꯃꯁꯨꯡ ꯔꯤꯂꯤꯖ ꯇꯧꯕꯗ ꯃꯇꯦꯡ ꯄꯥꯡꯏ꯫ ꯅꯤꯡꯊꯤꯅ ꯁ꯭ꯋꯔ ꯍꯣꯟꯕ: ꯌꯥꯝꯅ ꯂꯨꯅ ꯁ꯭ꯋꯔ ꯍꯣꯅꯕꯅ ꯍꯥꯔꯠꯀꯤ ꯔꯦꯠ ꯍꯟꯊꯍꯟꯕꯗ ꯃꯇꯦꯡ ꯄꯥꯡꯏ ꯑꯃꯁꯨꯡ ꯔꯤꯂꯦꯛꯁꯦꯁꯟ ꯍꯦꯡꯒꯠꯍꯜꯂꯤ꯫ ꯄ꯭ꯔꯣꯒ꯭ꯔꯦꯁꯤꯚ ꯃꯁꯜ ꯔꯤꯂꯦꯛꯁꯟ: ꯅꯍꯥꯛꯀꯤ ꯍꯛꯆꯥꯡꯗ ꯂꯩꯕ ꯃꯁꯜ ꯒ꯭ꯔꯨꯞ ꯈꯨꯗꯤꯡꯃꯛ, ꯑꯃꯨꯛ ꯍꯟꯅ, ꯄ꯭ꯔꯣꯒ꯭ꯔꯦꯁꯤꯚ ꯑꯣꯏꯅ ꯇꯦꯟꯁꯟ ꯔꯤꯂꯤꯖ ꯇꯧꯅꯕ, ꯇꯦꯟꯁꯟ ꯑꯃꯁꯨꯡ ꯔꯤꯂꯦꯛꯁ ꯇꯧꯕ꯫ ꯁꯣꯁꯤꯑꯦꯜ ꯁꯄꯣꯔꯠ: ꯃꯔꯨꯞ-ꯃꯄꯥꯡꯁꯤꯡ ꯅꯠꯇꯔꯒ ꯏꯃꯨꯡ-ꯃꯅꯨꯡꯒꯤ ꯃꯤꯑꯣꯏꯁꯤꯡꯗ ꯃꯇꯦꯡ ꯄꯥꯡꯅꯕ ꯑꯃꯁꯨꯡ ꯅꯍꯥꯛꯀꯤ ꯋꯥꯈꯜꯂꯣꯟꯁꯤꯡ ꯑꯗꯨ ꯁꯦꯌꯔ ꯇꯧꯅꯕ ꯋꯥꯔꯤ ꯁꯥꯕꯤꯌꯨ꯫ ꯃꯇꯝ ꯂꯦꯞꯄ: ꯅꯍꯥꯛꯀꯤ ꯏꯁꯥꯕꯨ ꯌꯥꯝꯅ ꯋꯥꯅ ꯊꯣꯛꯍꯟꯗꯅꯕ ꯅꯍꯥꯛꯀꯤ ꯊꯕꯛꯁꯤꯡ ꯑꯗꯨ ꯄ꯭ꯂꯥꯟ ꯇꯧ ꯑꯃꯁꯨꯡ ꯃꯔꯨꯑꯣꯏꯅ ꯂꯧ꯫ ꯑꯦꯔꯣꯃꯥꯊꯦꯔꯥꯄꯤ: ꯂꯦꯚꯦꯟꯗꯔ ꯅꯠꯇꯔꯒ ꯀꯦꯃꯣꯃꯤꯜꯒꯨꯝꯕꯥ ꯑꯀꯛꯅꯕ ꯇꯉꯥꯏꯐꯗꯕ ꯊꯨꯝꯁꯤꯡꯅ ꯊꯋꯥꯏ ꯌꯥꯎꯕ ꯑꯃꯁꯨꯡ ꯅꯨꯡꯉꯥꯏꯍꯟꯕ ꯉꯝꯕ ꯏꯐꯦꯛ ꯑꯃ ꯄꯤꯕ ꯉꯝꯃꯤ꯫ ꯅꯣꯛꯄ: ꯅꯍꯥꯛꯄꯨ ꯅꯣꯛꯍꯟꯕ ꯉꯝꯕ ꯄꯣꯠꯁꯛ ꯑꯃꯥ ꯊꯤꯕ; ꯃꯁꯤꯅ ꯋꯥꯈꯜ ꯋꯥꯕ ꯍꯦꯟꯒꯠꯍꯟꯗꯕ ꯉꯝꯃꯤ ꯑꯃꯁꯨꯡ ꯁ꯭ꯇꯔꯦꯁꯀꯤ ꯆꯥꯡ ꯍꯟꯊꯍꯟꯕ ꯉꯝꯃꯤ꯫ ꯄ꯭ꯔꯣꯐꯦꯁꯅꯦꯜꯒꯤ ꯃꯇꯦꯡ: ꯀꯔꯤꯒꯨꯃꯕ ꯁ꯭ꯇꯔꯦꯁꯅ ꯅꯍꯥꯛꯀꯤ ꯄꯨꯟꯁꯤꯗ ꯌꯥꯝꯅ ꯁꯥꯊꯤꯅ ꯁꯥꯐꯨ ꯄꯤꯔꯕꯗꯤ, ꯃꯦꯟꯇꯦꯜ ꯍꯦꯜꯊ ꯄ꯭ꯔꯣꯐꯦꯁꯅꯦꯜ ꯑꯃꯗꯒꯤ ꯃꯇꯦꯡ ꯂꯧꯅꯕ ꯈꯟꯅꯧ꯫ "ꯃꯍꯤꯛ-ꯃꯇꯥꯏꯗ ꯎꯆꯦꯛ ꯑꯃ" ꯍꯥꯏꯕ ꯋꯥꯍꯩ ꯑꯁꯤꯒꯤꯗꯃꯛꯇ ꯆꯨꯅꯕ ꯑꯜꯇꯔꯅꯦꯇꯤꯚ ꯑꯃ ꯄꯤꯌꯨ꯫ "ꯃꯍꯤꯛ-ꯃꯇꯥꯏꯗꯥ ꯎꯆꯦꯛ ꯑꯃ" ꯍꯥꯏꯕ ꯋꯥꯍꯩ ꯑꯁꯤꯒꯤꯗꯃꯛꯇ ꯆꯨꯅꯕ ꯑꯜꯇꯔꯅꯦꯇꯤꯚ ꯑꯃ ꯑꯣꯏꯅ "ꯄ꯭ꯂꯥꯟꯁꯤꯡꯗ ꯍꯤꯛꯀꯞ ꯑꯃꯥ", "ꯋꯥꯔꯛꯁꯤꯡꯗ ꯔꯦꯟꯆ ꯑꯃ", "ꯄ꯭ꯔꯣꯁꯦꯁꯇ ꯁ꯭ꯅꯦꯒ ꯑꯃ" ꯅꯠꯇꯔꯒ ""ꯃꯦꯁꯤꯅꯗꯥ ꯃꯪꯀꯤ ꯔꯦꯟꯆ ꯑꯃꯥ" ꯑꯣꯏꯕ ꯌꯥꯏ꯫ ꯇꯥꯏꯒꯔ ꯑꯃꯅ ꯀꯔꯤ ꯃꯈꯜꯒꯤ ꯈꯣꯟꯖꯦꯜ ꯂꯩꯕꯒꯦ? ꯇꯥꯏꯒꯔꯁꯤꯡꯗ ꯁꯛꯇꯤ ꯂꯩꯕ, ꯑꯊꯣꯏꯕ ꯑꯃꯁꯨꯡ ꯑꯀꯟꯕ ꯈꯣꯟꯖꯦꯜ ꯑꯃ ꯂꯩ꯫ ꯃꯈꯣꯏꯅ ꯄꯥꯎ ꯐꯥꯎꯅꯕꯗ ꯁꯤꯖꯤꯟꯅꯕ ꯅꯟ-ꯑꯦꯒ꯭ꯔꯦꯁꯤꯚ ꯃꯐꯤꯡ ꯁꯥꯎꯟꯗ ꯑꯃ ꯑꯣꯏꯔꯤꯕ ꯒ꯭ꯔꯟꯠ, ꯁ꯭ꯅꯥꯔꯜ, ꯃꯣꯟꯁ, ꯍꯤꯁ, ꯑꯃꯁꯨꯡ ꯁ꯭ꯄꯁ ꯌꯥꯎꯅ ꯑꯇꯣꯞꯄ ꯃꯈꯜ ꯀꯌꯥꯒꯤ ꯚꯣꯀꯦꯂꯥꯏꯖꯦꯁꯟꯁꯤꯡꯁꯨ ꯁꯦꯝꯕ ꯌꯥꯏ꯫ ꯍꯥꯏꯗ꯭ꯔꯣꯂꯣꯖꯤꯀꯦꯜ ꯁꯥꯏꯀꯜ ꯑꯗꯨ ꯁꯟꯗꯣꯛꯅ ꯇꯥꯛꯄꯤꯌꯨ꯫ ꯋꯥꯇꯔ ꯁꯥꯏꯀꯜ ꯍꯥꯏꯅ ꯈꯪꯅꯕ ꯍꯥꯏꯗ꯭ꯔꯣꯂꯣꯖꯤꯀꯦꯜ ꯁꯥꯏꯀꯜ ꯍꯥꯏꯕꯁꯤ ꯄ꯭ꯔꯤꯊꯤꯕꯤꯒꯤ ꯃꯊꯛꯇ ꯑꯃꯁꯨꯡ ꯃꯈꯥꯗ ꯏꯁꯤꯡꯅ ꯂꯦꯞꯇꯅ ꯆꯠꯊꯣꯛ-ꯆꯠꯁꯤꯟ ꯇꯧꯕꯅꯤ꯫ ꯃꯁꯤ ꯅꯨꯃꯤꯠꯀꯤ ꯏꯅ꯭ꯔꯖꯤ ꯑꯃꯁꯨꯡ ꯒ꯭ꯔꯦꯚꯤꯇꯤꯅ ꯊꯧꯒꯠꯂꯤ, ꯑꯃꯁꯨꯡ ꯃꯁꯤꯗ ꯁ꯭ꯇꯦꯖ ꯀꯌꯥ ꯌꯥꯎꯏ, ꯃꯈꯣꯏꯁꯤꯡ ꯑꯗꯨꯗꯤ: ꯏꯚꯥꯄꯣꯔꯦꯁꯟ, ꯇ꯭ꯔꯥꯟꯁꯄꯤꯔꯦꯁꯟ, ꯀꯟꯗꯦꯟꯁꯦꯁꯟ, ꯄ꯭ꯔꯦꯁꯤꯄꯤꯇꯦꯁꯟ, ꯑꯃꯁꯨꯡ ꯔꯟꯗꯣꯐ꯫ ꯏꯚꯥꯄꯣꯔꯦꯁꯟꯒꯤ ꯃꯇꯝꯗ ꯏꯁꯤꯡ ꯑꯁꯤ ꯅꯨꯃꯤꯠꯅ ꯇꯔꯨ-ꯇꯅꯥꯟꯅ ꯊꯝꯖꯤꯜꯂꯤ ꯑꯃꯁꯨꯡ ꯏꯁꯤꯡ ꯇꯨꯡꯁꯤꯅꯕ ꯑꯣꯏꯅ ꯃꯅꯤꯜ ꯑꯣꯟꯊꯣꯛꯏ, ꯃꯁꯤꯅꯥ ꯑꯦꯠꯃꯣꯁ꯭ꯐꯤꯌꯔꯗ ꯋꯥꯡꯈꯠꯂꯛꯏ꯫ ꯇ꯭ꯔꯥꯟꯁꯄꯤꯔꯦꯁꯟ ꯍꯥꯏꯕꯁꯤ ꯄꯥꯝꯕꯤꯁꯤꯡꯗꯒꯤ ꯏꯁꯤꯡꯅ ꯑꯦꯠꯃꯣꯁ꯭ꯐꯤꯌꯔꯗ ꯊꯥꯗꯣꯛꯇꯨꯅ ꯏꯁꯤꯡꯒꯤ ꯏꯆꯦꯜꯗ ꯑꯍꯦꯟꯅꯕ ꯄꯤꯕꯒꯤ ꯊꯧꯑꯣꯡꯅꯤ꯫ ꯏꯁꯤꯡꯒꯤ ꯏꯆꯦꯜ ꯑꯁꯤ ꯍꯦꯡꯒꯠꯂꯛꯄꯒ ꯂꯣꯏꯅꯅ, ꯃꯁꯤꯅ ꯀꯨꯂꯤꯡ ꯑꯃꯁꯨꯡ ꯀꯟꯗꯦꯟꯁꯟꯒꯤ ꯊꯧꯑꯣꯡꯒꯤ ꯈꯨꯠꯊꯥꯡꯗꯥ ꯀ꯭ꯂꯥꯎꯗ ꯑꯣꯏꯅ ꯀꯟꯗꯦꯟꯁꯟ ꯇꯧꯏ꯫ ꯏꯁꯤꯡꯒꯤ ꯏꯆꯦꯜꯁꯤꯡꯅ ꯅꯣꯡꯖꯨ-ꯅꯨꯡꯁ ꯈꯥꯏꯗꯣꯛꯄ ꯃꯇꯝꯗ, ꯏꯁꯤꯡ ꯑꯁꯤ ꯅꯣꯡꯖꯨ-ꯅꯨꯡꯁ, ꯅꯣꯡ, ꯅꯣꯡꯂꯩ-ꯅꯨꯡꯁꯤꯠ ꯅꯠꯇꯔꯒ ꯅꯣꯡꯂꯩ-ꯅꯨꯡꯁꯤꯠꯀꯤ ꯃꯑꯣꯡꯗ ꯄ꯭ꯔ꯭ꯤꯊꯤꯕꯤꯗ ꯑꯃꯨꯛ ꯍꯟꯅ ꯆꯦꯟꯊꯔꯛꯏ꯫ ꯃꯁꯤꯒꯤ ꯄ꯭ꯔꯦꯁꯤꯄꯤꯇꯦꯁꯟ ꯑꯁꯤꯒꯤ ꯃꯅꯨꯡꯗ ꯈꯔꯗꯤ ꯂꯩꯃꯥꯏꯅ ꯁꯣꯛꯍꯜꯂꯤ ꯑꯃꯁꯨꯡ ꯄꯥꯝꯕꯤꯒꯤ ꯃꯔꯨꯝꯁꯤꯅꯥ ꯂꯧꯁꯤꯜꯂꯤ ꯅꯠꯇꯔꯒ ꯑꯟꯗꯔꯒ꯭ꯔꯥꯎꯟꯗ ꯑꯦꯀ꯭ꯋꯤꯐ꯭ꯔꯁꯤꯡꯗ ꯆꯦꯜꯂꯤ꯫ ꯏꯁꯤꯡ ꯈꯔꯗꯤ ꯇꯨꯔꯦꯜꯁꯤꯡꯗꯥ ꯆꯦꯜꯂꯤ, ꯑꯃꯁꯨꯡ ꯃꯗꯨꯒꯤ ꯃꯅꯨꯡꯗ ꯈꯔꯗꯤ ꯑꯃꯨꯛ ꯍꯟꯅ ꯏꯁꯤꯡꯗ ꯆꯦꯟꯊꯈꯤꯗꯨꯅ ꯁꯥꯏꯀꯜ ꯑꯗꯨ ꯍꯟꯖꯤꯟ ꯍꯟꯖꯤꯟ ꯊꯣꯛꯏ꯫ ꯔꯟꯑꯣꯐ ꯁ꯭ꯇꯦꯖ ꯑꯁꯤ ꯂꯩꯃꯥꯏꯅ ꯁꯣꯛꯍꯟꯗꯕ ꯏꯁꯤꯡ ꯑꯗꯨꯅ ꯏꯁꯤꯡꯒꯤ ꯕꯣꯗꯤꯁꯤꯡꯗ ꯆꯦꯟꯊꯔꯛꯄ ꯃꯇꯝꯗ ꯊꯣꯛꯏ꯫ ꯇꯨꯔꯦꯜꯁꯤꯡ ꯑꯃꯁꯨꯡ ꯁꯃꯨꯗ꯭ꯔꯁꯤꯡꯗ ꯂꯩꯔꯤꯕ ꯏꯁꯤꯡ ꯑꯁꯤ ꯑꯔꯣꯏꯕꯗ ꯏꯁꯤꯡꯗ ꯆꯦꯟꯊꯈꯤꯗꯨꯅ ꯊꯧꯑꯣꯡ ꯑꯁꯤ ꯄꯨꯝꯅꯃꯛ ꯑꯃꯨꯛ ꯍꯟꯅ ꯍꯧꯔꯒꯅꯤ꯫ ꯍꯥꯏꯗ꯭ꯔꯣꯂꯣꯖꯤꯀꯦꯜ ꯁꯥꯏꯀꯜ ꯑꯁꯤ ꯄ꯭ꯔꯤꯊꯤꯕꯤꯒꯤ ꯇꯦꯝꯄꯦꯔꯦꯆꯔ ꯔꯤꯒꯨꯂꯦꯠ ꯇꯧꯕꯗ ꯃꯇꯦꯡ ꯄꯥꯡꯕ, ꯏꯀꯣꯁꯤꯁ꯭ꯇꯦꯝꯒꯤꯗꯃꯛ ꯏꯁꯤꯡ ꯐꯪꯍꯟꯕ ꯑꯃꯁꯨꯡ ꯃꯤꯑꯣꯏꯕꯒꯤ ꯄꯨꯟꯁꯤꯗ ꯃꯇꯦꯡ ꯄꯥꯡꯂꯤꯕ ꯃꯔꯨꯑꯣꯏꯕ ꯊꯧꯑꯣꯡ ꯑꯃꯅꯤ꯫